ꯃꯤꯑꯣꯏ ꯑꯃꯒꯤꯗꯃꯛ ꯏꯟꯁꯨꯔꯦꯟꯁ ꯄꯣꯂꯤꯁꯤ ꯑꯃ ꯁꯤꯖꯤꯟꯅꯕꯒꯤ ꯃꯇꯥꯡꯗ ꯁꯟꯗꯣꯛꯅ ꯇꯥꯛꯄꯤꯌꯨ꯫ ꯏꯟꯁꯨꯔꯦꯟꯁ ꯄꯣꯂꯤꯁꯤ ꯍꯥꯏꯕꯁꯤ ꯃꯤꯑꯣꯏ ꯑꯃꯒ ꯑꯃꯁꯨꯡ ꯏꯟꯁꯨꯔꯦꯟꯁ ꯀꯝꯄꯅꯤꯒꯤ ꯃꯔꯛꯇ ꯂꯩꯕ ꯀꯟꯇ꯭ꯔꯦꯠ ꯑꯃꯅꯤ꯫ ꯃꯁꯤꯅ ꯊꯥꯖꯗꯕ ꯊꯧꯗꯣꯛ ꯑꯃ ꯊꯣꯛꯄ ꯃꯇꯝꯗ ꯁꯦꯜ-ꯊꯨꯝꯒꯤ ꯑꯃꯥꯡ-ꯑꯇꯥꯗꯒꯤ ꯉꯥꯛꯊꯣꯛꯄ ꯉꯝꯍꯜꯂꯤ꯫ ꯄꯣꯂꯤꯁꯤ ꯑꯁꯤꯅ ꯄꯣꯂꯤꯁꯤ ꯍꯣꯜꯗꯔꯗ ꯑꯀꯛꯅꯕ ꯔꯤꯛꯁ ꯁꯤꯡ ꯈꯨꯗꯝ ꯑꯣꯏꯅ ꯄ꯭ꯔꯣꯄꯔꯇꯤꯗ ꯑꯃꯥꯡ-ꯑꯇꯥ ꯅꯠꯇ꯭ꯔꯒ ꯑꯅꯥꯕ, ꯀꯔꯚꯥꯔ ꯇꯧꯔꯕ ꯑꯃꯥꯡ-ꯑꯇꯥ ꯊꯣꯛꯄ ꯃꯇꯝꯗ ꯁꯦꯟꯐꯝ ꯑꯃ ꯄꯤꯗꯨꯅ ꯀꯣꯚꯔꯦꯖ ꯄꯤꯔꯤ꯫ ꯃꯤꯑꯣꯏ ꯑꯗꯨꯅ ꯃꯍꯧꯁꯥꯅ ꯀꯣꯚꯔꯦꯖꯒꯤꯗꯃꯛꯇ ꯏꯟꯁꯨꯔꯦꯟꯁ ꯀꯝꯄꯅꯤꯗ ꯄ꯭ꯔꯤꯃꯤꯌꯝ ꯑꯃ ꯅꯠꯇ꯭ꯔꯒ ꯆꯥꯡ ꯅꯥꯏꯅ ꯄꯤꯕ ꯄꯦꯃꯦꯟꯇ ꯑꯃ ꯄꯤ꯫ ꯃꯁꯤꯒꯤ ꯃꯍꯨꯠꯇ, ꯏꯟꯁꯨꯔꯦꯟꯁ ꯀꯝꯄꯅꯤ ꯑꯗꯨꯅ ꯄꯣꯂꯤꯁꯤ ꯑꯁꯤꯅ ꯀꯣꯟꯁꯤꯜꯂꯤꯕ ꯑꯃꯥꯡ-ꯑꯇꯥ ꯑꯃꯍꯦꯛꯇꯗ, ꯄꯣꯂꯤꯁꯤꯒꯤ ꯂꯤꯃꯤꯠ ꯐꯥꯎꯕ ꯀꯔꯤꯒꯨꯝꯕ ꯑꯁꯤꯒꯨꯝꯕ ꯊꯧꯗꯣꯛ ꯑꯃ ꯊꯣꯛꯂꯕꯗꯤ ꯑꯃꯁꯨꯡ ꯀꯔꯤꯒꯨꯝꯕ ꯃꯇꯝꯗ ꯄꯤꯒꯅꯤ ꯍꯥꯏꯅ ꯋꯥꯁꯛꯏ꯫ ꯃꯤꯑꯣꯏ ꯑꯃꯒꯤ ꯑꯣꯏꯅꯗꯤ, ꯏꯟꯁꯨꯔꯦꯟꯁꯅ ꯋꯥꯈꯜꯒꯤ ꯁꯥꯟꯇꯤ ꯑꯃꯁꯨꯡ ꯁꯦꯜ-ꯊꯨꯝꯒꯤ ꯉꯥꯛꯊꯣꯛꯄ ꯉꯝꯒꯅꯤ, ꯍꯥꯏꯕꯗꯤ ꯑꯦꯛꯁꯤꯗꯦꯟ, ꯍꯨꯔꯥꯟꯕ ꯅꯠꯇ꯭ꯔꯒ ꯑꯅꯥꯕ ꯑꯁꯤꯅꯆꯤꯡꯕ ꯊꯧꯗꯣꯛꯁꯤꯡꯗꯒꯤ꯫ ꯈꯨꯗꯝ ꯑꯣꯏꯅ, ꯍꯦꯜꯊ ꯏꯟꯁꯨꯔꯦꯟꯁ ꯄꯣꯂꯤꯁꯤ ꯑꯃꯅ ꯃꯦꯗꯤꯀꯦꯜꯒꯤ ꯆꯥꯗꯤꯡ ꯀꯣꯛꯍꯟꯕꯗ ꯃꯇꯦꯡ ꯄꯥꯡꯏ, ꯑꯗꯨꯒ ꯀꯥꯔꯒꯣ ꯏꯟꯁꯨꯔꯦꯟꯁꯅ ꯑꯦꯛꯁꯤꯗꯦꯟꯇ ꯑꯃꯅ ꯊꯣꯛꯍꯟꯕ ꯁꯦꯜ-ꯊꯨꯝꯒꯤ ꯑꯃꯥꯡ-ꯑꯇꯥꯁꯤꯡ ꯍꯟꯊꯍꯟꯕ ꯉꯝꯃꯤ꯫ ꯈꯪꯖꯤꯟꯒꯗꯕꯥ ꯑꯃꯅ ꯃꯤꯑꯣꯏ ꯑꯃꯒꯤ ꯏꯟꯁꯨꯔꯦꯟꯁ ꯄꯣꯂꯤꯁꯤ ꯑꯃꯅ ꯊꯥꯖꯗꯕ ꯊꯧꯗꯣꯛꯁꯤꯡꯒꯤ ꯁꯦꯜ-ꯊꯨꯝꯒꯤ ꯔꯤꯛꯁꯁꯤꯡ ꯍꯟꯊꯍꯟꯕꯗ ꯃꯇꯦꯡ ꯄꯥꯡꯏ, ꯃꯁꯤꯅꯥ ꯁꯦꯀ꯭ꯌꯨꯔꯤꯇꯤ ꯑꯃꯁꯨꯡ ꯋꯥꯈꯜꯒꯤ ꯁꯥꯟꯇꯤ ꯄꯤ꯫ ꯁ꯭ꯇꯥꯔ ꯋꯥꯔꯁꯀꯤ ꯋꯥꯔꯤꯗ ꯌꯨꯝꯐꯝ ꯑꯣꯏꯕ ꯄꯨꯟꯁꯤꯒꯤ ꯂꯥꯏꯁꯣꯟ ꯑꯃ ꯁꯦꯝꯒꯠꯂꯤ꯫ ꯁ꯭ꯇꯥꯔ ꯋꯥꯔꯁꯀꯤ ꯋꯥꯔꯤ ꯑꯁꯤꯗꯒꯤ ꯇꯝꯖꯕ ꯌꯥꯕ ꯈ꯭ꯋꯥꯏꯗꯒꯤ ꯆꯥꯎꯕ ꯄꯨꯟꯁꯤꯒꯤ ꯂꯥꯏꯁꯣꯟ ꯑꯃꯗꯤ ꯑꯗꯣꯝꯅ ꯊꯥꯖꯔꯤꯕ ꯑꯗꯨꯒꯤꯗꯃꯛ ꯂꯦꯞꯄ ꯃꯔꯨꯑꯣꯏꯕꯅꯤ꯫ ꯀꯔꯤꯒꯨꯝꯕ ꯑꯋꯥꯕ ꯑꯗꯨ ꯑꯗꯣꯝꯒꯤ ꯃꯥꯏꯌꯣꯛꯇ ꯂꯩꯔꯕꯁꯨ꯫ ꯁꯥꯒꯥ ꯄꯨꯝꯅꯃꯛꯇ ꯂꯨꯛ ꯁ꯭ꯀꯥꯏꯋꯥꯀꯔ, ꯄ꯭ꯔꯤꯟꯁꯦꯁ ꯂꯦꯏꯌꯥ, ꯑꯃꯁꯨꯡ ꯍꯥꯟ ꯁꯣꯂꯣꯒꯨꯝꯕ ꯀꯦꯔꯦꯛꯇꯔꯁꯤꯡꯅ ꯑꯆꯧꯕ ꯑꯋꯥꯕ ꯀꯌꯥ ꯃꯥꯌꯣꯛꯅꯗꯨꯅ ꯅꯤꯡꯇꯝꯕ ꯑꯃꯁꯨꯡ ꯑꯆꯨꯝꯕ ꯋꯥꯌꯦꯜꯒꯤꯗꯃꯛ ꯂꯥꯟꯊꯦꯡꯅꯈꯤ꯫ ꯃꯈꯣꯏꯅ ꯃꯈꯣꯏꯒꯤ ꯊꯥꯖꯕꯁꯤꯡ ꯑꯗꯨ ꯀꯩꯗꯧꯉꯩꯗꯁꯨ ꯊꯥꯗꯣꯛꯈꯤꯗꯦ꯫ ꯃꯈꯣꯏꯅ ꯃꯥꯏꯊꯤꯕ ꯄꯤꯕ ꯂꯥꯟ ꯑꯃ ꯂꯥꯟꯊꯦꯡꯅꯔꯤꯕꯒꯨꯝ ꯐꯥꯎꯔꯛꯄ ꯃꯇꯝꯗꯁꯨ ꯃꯈꯣꯏꯒꯤ ꯈꯨꯗꯝꯗꯒꯤ ꯑꯩꯈꯣꯏꯅ ꯈꯪꯕ ꯉꯝꯃꯤ ꯃꯗꯨꯗꯤ ꯑꯩꯈꯣꯏꯒꯤ ꯚꯦꯜꯌꯨꯁꯤꯡꯗꯥ ꯊꯥꯖꯕ ꯊꯝꯕ ꯑꯃꯁꯨꯡ ꯑꯩꯈꯣꯏꯅ ꯈꯪꯂꯤꯕ ꯑꯗꯨ ꯑꯆꯨꯝꯕꯅꯤ, ꯑꯔꯨꯕꯥ ꯃꯇꯝꯗꯁꯨ ꯂꯥꯟꯊꯦꯡꯅꯕ ꯑꯁꯤ ꯌꯥꯝꯅ ꯃꯔꯨꯑꯣꯏ꯫ ꯑꯔꯣꯏꯕꯗ ꯑꯐꯕ ꯑꯁꯤꯅ ꯐꯠꯇꯕꯁꯤꯡꯕꯨ ꯃꯥꯏꯊꯤꯕ ꯄꯤꯒꯅꯤ ꯑꯃꯁꯨꯡ ꯃꯈꯣꯏꯅ ꯊꯥꯖꯔꯤꯕ ꯑꯗꯨꯒꯤꯗꯃꯛ ꯂꯦꯞꯂꯤꯕꯁꯤꯡꯅ ꯑꯔꯣꯏꯕꯗ ꯃꯥꯏꯄꯥꯛꯀꯅꯤ꯫ ꯗꯤꯡꯒꯜ ꯇꯧꯔꯕ ꯒꯜꯐ ꯕꯣꯜ ꯑꯃꯒꯤ ꯑꯈꯟꯅꯕ ꯃꯑꯣꯡ-ꯃꯇꯧꯁꯤꯡ ꯑꯗꯨ ꯐꯣꯡꯗꯣꯛꯎ꯫ ꯗꯤꯡꯒꯜ ꯇꯧꯔꯕ ꯒꯜꯐ ꯕꯣꯜ ꯑꯃ ꯑꯁꯤ ꯑꯀꯛꯅꯕ ꯃꯑꯣꯡ, ꯁꯥꯏꯖ ꯑꯃꯁꯨꯡ ꯊꯣꯡꯅꯥꯎꯁꯤꯡꯒ ꯂꯣꯏꯅꯅ ꯃꯗꯨꯒꯤ ꯃꯊꯛꯇ ꯑꯄꯤꯛꯄ ꯏꯟꯗꯦꯟꯇꯦꯁꯟ ꯀꯌꯥ, ꯅꯠꯇ꯭ꯔꯒ ꯗꯤꯝꯄꯜ ꯀꯌꯥꯒ ꯂꯣꯏꯅꯅ ꯗꯤꯖꯥꯏꯟ ꯇꯧꯏ꯫ ꯒꯜꯐ ꯕꯣꯜ ꯑꯃꯗ ꯂꯩꯕ ꯗꯤꯝꯄꯜꯁꯤꯡꯒꯤ ꯑꯈꯟꯅꯕ ꯑꯦꯔꯣꯗꯥꯏꯅꯥꯃꯤꯛ ꯃꯑꯣꯡ ꯑꯁꯤꯅ ꯃꯁꯤꯅ ꯑꯦꯌꯔ ꯗ꯭ꯔꯦꯒ ꯍꯟꯊꯍꯟꯕ ꯑꯃꯁꯨꯡ ꯅꯨꯡꯁꯤꯠ ꯁꯦꯡꯗꯕ ꯕꯣꯜꯗꯒꯤ ꯍꯦꯟꯅ ꯂꯥꯞꯅ ꯆꯠꯄ ꯌꯥꯍꯜꯂꯤ꯫ ꯗꯤꯝꯄꯜꯁꯤꯡ ꯑꯁꯤꯅ ꯕꯣꯜ ꯑꯗꯨꯒꯤ ꯑꯀꯣꯏꯕꯗ ꯂꯩꯕ ꯅꯨꯡꯁꯤꯠꯀꯤ ꯉꯝꯈꯩꯒꯤ ꯂꯦꯌꯔꯗꯥ ꯇꯔꯕꯨꯂꯦꯟꯁ ꯊꯣꯛꯍꯜꯂꯤ ꯃꯗꯨꯅ ꯗ꯭ꯔꯦꯒ ꯍꯟꯊꯍꯜꯂꯤ ꯑꯃꯁꯨꯡ ꯕꯣꯜ ꯑꯗꯨ ꯂꯧꯊꯣꯛꯄꯗ ꯃꯇꯦꯡ ꯄꯥꯡꯏ꯫ ꯂꯤꯐꯠꯇ ꯑꯍꯣꯡꯕ ꯄꯨꯔꯛꯄ ꯑꯃꯁꯨꯡ ꯗ꯭ꯔꯦꯒ ꯍꯟꯊꯍꯟꯕ ꯃꯁꯤꯅ ꯒꯜꯐ ꯕꯣꯜ ꯑꯁꯤ ꯊꯦꯡꯅꯔꯛꯄ ꯃꯇꯝꯗ ꯍꯦꯟꯅ ꯂꯥꯞꯅ ꯂꯩꯕ, ꯁ꯭ꯄꯤꯟ ꯑꯃꯁꯨꯡ ꯑꯦꯀ꯭ꯌꯨꯔꯦꯁꯤ ꯐꯪꯍꯟꯕ ꯉꯝꯍꯜꯂꯤ꯫ ꯗꯤꯝꯄꯜ ꯇꯧꯔꯕ ꯒꯜꯐ ꯕꯣꯜꯁꯤꯡ ꯑꯁꯤꯁꯨ ꯃꯥꯂꯦꯝꯗ ꯍꯦꯟꯅ ꯏꯐꯦꯛꯇꯤꯕ ꯑꯣꯏꯅ ꯔꯣꯜ ꯇꯧꯅꯕꯒꯤꯗꯃꯛ ꯁꯦꯝꯈꯤꯕꯅꯤ, ꯃꯔꯝꯗꯤ ꯗꯤꯝꯄꯜꯁꯤꯡ ꯑꯁꯤꯅ ꯑꯦꯌꯔ ꯔꯦꯁꯤꯁ꯭ꯇꯦꯟꯁ ꯑꯃꯁꯨꯡ ꯐ꯭ꯔꯤꯛꯁꯟ ꯍꯟꯊꯍꯜꯂꯤ, ꯃꯁꯤꯅ ꯒꯜꯐꯔꯁꯤꯡꯅ ꯕꯣꯜꯒꯤ ꯆꯠꯊꯣꯛ-ꯆꯠꯁꯤꯟꯒꯤ ꯃꯇꯥꯡꯗ ꯍꯦꯟꯅ ꯀꯟꯇ꯭ꯔꯣꯜ ꯇꯧꯕ ꯉꯝꯍꯜꯂꯤ꯫ ꯃꯁꯛ ꯊꯣꯛꯄ ꯒꯜꯐ ꯕꯣꯜꯁꯤꯡꯗ ꯗꯤꯝꯄꯜ ꯆꯥꯃꯒ ꯑꯍꯨꯝ ꯗꯒꯤ ꯆꯥꯃꯒꯃꯉꯥ ꯐꯥꯎꯕꯒꯤ ꯃꯔꯛꯇ ꯂꯩ, ꯑꯗꯨꯕꯨ ꯃꯁꯤ ꯄꯨꯝꯅꯃꯛ ꯑꯁꯤ ꯕ꯭ꯔꯥꯟꯗ, ꯃꯣꯗꯦꯜ ꯑꯃꯁꯨꯡ ꯑꯀꯛꯅꯕ ꯗꯤꯖꯥꯏꯟꯒꯤ ꯑꯦꯇ꯭ꯔꯤꯕ꯭ꯌꯨꯁꯟꯁꯤꯡꯒꯤ ꯃꯈꯥ ꯄꯣꯜꯂꯤ꯫